ꯑꯜꯐꯥꯕꯦꯠ ꯏꯟꯀ ꯀ꯭ꯂꯥꯁ ꯑꯦ ꯑꯥꯜꯐꯥꯕꯦꯠ ꯏꯟꯀ ꯑꯁꯤ ꯀꯝꯄꯦꯅꯤ ꯀꯌꯥ ꯌꯥꯎꯕ ꯍꯣꯜꯗꯤꯡ ꯀꯝꯄꯦꯅꯤ ꯑꯃꯅꯤ, ꯃꯗꯨꯒꯤ ꯃꯅꯨꯡꯗ ꯈ꯭ꯋꯥꯏꯗꯒꯤ ꯊꯣꯏꯗꯣꯛꯄꯥ ꯑꯃꯗꯤ ꯃꯥꯂꯦꯝꯒꯤ ꯈ꯭ꯋꯥꯏꯗꯒꯤ ꯆꯥꯎꯕ ꯇꯦꯛꯅꯣꯂꯣꯖꯤ ꯀꯝꯄꯦꯅꯤꯁꯤꯡꯒꯤ ꯃꯅꯨꯡꯗ ꯑꯃꯥ ꯑꯣꯏꯔꯤꯕꯥ ꯒꯨꯒꯜꯅꯤ꯫ ꯀꯝꯄꯦꯅꯤ ꯑꯁꯤꯅ ꯇꯣꯉꯥꯟ ꯇꯣꯉꯥꯟꯕ ꯄꯣꯠꯊꯣꯛ ꯀꯌꯥ ꯑꯃꯥ ꯂꯩꯔꯤ ꯃꯗꯨꯗꯥ ꯁꯔꯆ ꯏꯟꯖꯤꯟ, ꯑꯣꯟꯂꯥꯏꯟ ꯑꯦꯗꯚꯥꯔꯇꯥꯏꯖꯃꯦꯟꯇ ꯄ꯭ꯂꯦꯠꯐꯣꯔꯝꯁꯤꯡ, ꯃꯣꯕꯥꯏꯜ ꯑꯣꯄꯔꯦꯇꯤꯡ ꯁꯤꯁ꯭ꯇꯦꯝꯁꯤꯡ, ꯑꯃꯁꯨꯡ ꯀ꯭ꯂꯥꯎꯗ ꯀꯝꯄꯌꯨꯇꯤꯡ ꯑꯁꯤꯅꯆꯤꯡꯕ ꯌꯥꯎꯔꯤ꯫ ꯑꯦꯄꯜ ꯏꯟꯀ ꯑꯁꯤ ꯀꯟꯖꯨꯃꯔ ꯏꯂꯦꯛꯇꯔꯣꯅꯤꯛꯁ, ꯀꯝꯄꯌꯨꯇꯔ ꯁꯣꯐꯋꯦꯌꯔ, ꯑꯃꯁꯨꯡ ꯑꯣꯟꯂꯥꯏꯟ ꯁꯔꯚꯤꯁꯁꯤꯡ ꯗꯤꯖꯥꯏꯟ ꯇꯧꯕꯥ, ꯄꯨꯊꯣꯛꯄꯥ ꯑꯃꯁꯨꯡ ꯌꯣꯟꯕ ꯃꯜꯇꯤꯅꯦꯁ꯭ꯅꯦꯜ ꯇꯦꯛꯅꯣꯂꯣꯖꯤ ꯀꯝꯄꯦꯅꯤ ꯑꯃꯅꯤ꯫ ꯃꯁꯤ ꯃꯔꯨꯑꯣꯏꯅ ꯁ꯭ꯃꯥꯔꯠꯐꯣꯟ, ꯇꯦꯕꯜ, ꯀꯝꯄꯌꯨꯇꯔ, ꯑꯃꯁꯨꯡ ꯁ꯭ꯃꯥꯔꯠꯋꯥꯆꯁꯤꯡꯒꯤꯗꯃꯛ ꯈꯪꯅꯩ꯫ ꯑꯦꯃꯥꯖꯣꯟ ꯀꯝ ꯏꯟꯀꯝ ꯑꯁꯤ ꯏ ꯀꯃꯔꯁ, ꯀ꯭ꯂꯥꯎꯗ ꯀꯝꯄꯌꯨꯇꯤꯡ, ꯑꯥꯔꯇꯤꯐꯤꯁꯤꯑꯦꯜ ꯏꯟꯇ‌ꯦꯂꯤꯖ‌ꯦꯟꯁ ꯑꯃꯁꯨꯡ ꯗꯤꯖꯤꯇꯦꯜ ꯁ꯭ꯇꯔꯤꯃꯤꯡꯗ ꯃꯁꯛ ꯈꯪꯂꯕ ꯃꯜꯇꯤꯅꯦꯁ꯭ꯅꯦꯜ ꯇꯦꯛꯅꯣꯂꯣꯖꯤ ꯀꯝꯄꯦꯅꯤ ꯑꯃꯅꯤ꯫ ꯃꯁꯤ ꯃꯥꯂꯦꯝꯒꯤ ꯈ꯭ꯋꯥꯏꯗꯒꯤ ꯆꯥꯎꯕ ꯑꯣꯟꯂꯥꯏꯟ ꯔꯤꯇꯦꯂꯔꯁꯤꯡꯒꯤ ꯃꯅꯨꯡꯗ ꯑꯃꯅꯤ ꯑꯃꯁꯨꯡ ꯀꯟꯖꯨꯃꯔ ꯏꯂꯦꯛꯇꯔꯣꯅꯤꯛꯁꯀꯤ ꯑꯆꯧꯕ ꯄ꯭ꯔꯗ꯭ꯌꯨꯁꯔ ꯑꯃꯁꯨ ꯑꯣꯏꯔꯤ꯫ ꯒꯣꯜꯗꯤꯂꯣꯛꯁ ꯑꯃꯁꯨꯡ ꯊ꯭ꯔꯤ ꯕꯦꯌꯥꯔꯒꯤ ꯋꯥꯔꯤ ꯑꯁꯤ ꯁꯝꯖꯤꯟꯅꯕꯤꯌꯨ꯫ ꯒꯣꯜꯗꯤꯂꯣꯛꯁ ꯑꯃꯁꯨꯡ ꯊ꯭ꯔꯤ ꯕꯦꯌꯥꯔꯁ ꯍꯥꯏꯕꯁꯤ ꯒꯣꯜꯗꯤꯂꯣꯛꯁ ꯀꯧꯕꯥ ꯅꯍꯥ ꯑꯣꯏꯔꯤꯕꯥ ꯅꯨꯄꯤꯃꯆꯥ ꯑꯃꯅꯥ ꯎꯃꯪꯗ ꯂꯩꯕ ꯀꯣꯇꯦꯖ ꯑꯃꯗ ꯊꯨꯡꯂꯈꯤꯕ ꯀ꯭ꯂꯥꯁꯤꯛ ꯋꯥꯔꯤ ꯑꯃꯅꯤ꯫ ꯀꯣꯇꯦꯖ ꯑꯁꯤ ꯕꯦꯌꯥꯔ ꯑꯍꯨꯝꯒꯤ ꯏꯃꯨꯡ ꯑꯃꯒꯤꯅꯤ ꯄꯥꯄꯥ ꯕꯦꯌꯥꯔ, ꯃꯥꯃꯥ ꯕꯦꯌꯥꯔ, ꯑꯃꯁꯨꯡ ꯕꯦꯕꯤ ꯕꯦꯌꯥꯔ ꯃꯈꯣꯏꯒꯤ ꯄꯣꯠꯆꯩꯁꯤꯡ ꯑꯗꯨ ꯀꯨꯞꯁꯤꯜꯂꯕꯥ ꯃꯇꯝꯗꯥ ꯈꯣꯡꯅꯥ ꯆꯠꯈꯤ꯫ ꯒꯣꯜꯗꯤꯂꯣꯛꯁꯅꯥ ꯑꯉꯛꯄꯥ ꯑꯃꯁꯨꯡ ꯂꯝꯍꯥꯡꯗ ꯈꯣꯡ ꯍꯥꯝꯗꯅꯥ ꯀꯣꯇꯦꯖ ꯑꯗꯨꯗ ꯆꯪꯂꯛꯏ ꯑꯃꯁꯨꯡ ꯎꯆꯦꯛꯁꯤꯡꯒꯤ ꯄꯣꯠꯆꯩꯁꯤꯡ ꯍꯣꯠꯅꯕꯥ ꯍꯧꯔꯛꯏ꯫ ꯃꯍꯥꯛꯅ ꯄꯥꯄꯥ ꯕꯦꯌꯥꯔꯒꯤ ꯄꯣꯠꯆꯩꯁꯤꯡ ꯌꯥꯝꯅꯥ ꯅꯨꯡꯉꯥꯏꯅꯥ, ꯃꯥꯃꯥ ꯕꯦꯌꯥꯔꯒꯤ ꯄꯣꯠꯆꯩꯁꯤꯡ ꯌꯥꯝꯅꯥ ꯅꯨꯡꯉꯥꯏꯅꯥ, ꯑꯃꯁꯨꯡ ꯕꯦꯕꯤ ꯕꯦꯌꯥꯔꯒꯤ ꯄꯣꯠꯆꯩꯁꯤꯡ ꯑꯗꯨ ꯌꯥꯝꯅ ꯆꯨꯝꯅꯥ ꯎꯏ, ꯃꯔꯝ ꯑꯗꯨꯅ ꯃꯍꯥꯛꯅ ꯃꯗꯨ ꯄꯨꯝꯅꯃꯛ ꯈꯥꯏꯗꯣꯛꯏ꯫ ꯄꯣꯔꯤꯖ ꯂꯣꯏꯔꯕ ꯃꯇꯨꯡꯗ ꯃꯍꯥꯛꯅ ꯆꯦꯌꯥꯔꯁꯤꯡ ꯑꯗꯨ ꯍꯣꯠꯅꯩ, ꯄꯥꯄꯥ ꯕꯦꯌꯥꯔꯒꯤ ꯌꯥꯝꯅ ꯀꯟꯅ ꯍꯣꯠꯅꯩ, ꯃꯥꯃꯥ ꯕꯦꯌꯥꯔꯒꯤ ꯌꯥꯝꯅ ꯇꯔꯨ ꯇꯅꯥꯟꯕ, ꯑꯃꯁꯨꯡ ꯕꯦꯕꯤ ꯕꯦꯌꯥꯔꯒꯤ ꯌꯥꯝꯅ ꯆꯨꯝꯃꯤ ꯑꯗꯨꯕꯨ ꯃꯍꯥꯛꯅ ꯃꯗꯨ ꯊꯨꯒꯥꯏꯈꯤ꯫ ꯑꯔꯣꯏꯕꯗ ꯃꯍꯥꯛ ꯃꯊꯛꯇ ꯆꯠꯂꯒ ꯐꯃꯨꯡꯗꯨꯗ ꯆꯠꯂꯒ ꯐꯃꯨꯡꯁꯤꯡ ꯑꯗꯨ ꯍꯣꯠꯅꯩ, ꯄꯥꯄꯥ ꯕꯦꯌꯥꯔꯒꯤ ꯐꯃꯨꯡ ꯑꯗꯨ ꯌꯥꯝꯅꯥ ꯀꯟꯅꯥ ꯍꯣꯠꯅꯩ, ꯃꯥꯃꯥ ꯕꯦꯌꯥꯔꯒꯤ ꯐꯃꯨꯡ ꯑꯗꯨ ꯌꯥꯝꯅ ꯇꯔꯨ ꯇꯅꯥꯟꯅꯥ ꯂꯩ, ꯑꯃꯁꯨꯡ ꯕꯦꯕꯤ ꯕꯦꯌꯥꯔꯒꯤ ꯐꯃꯨꯡ ꯑꯗꯨ ꯌꯥꯝꯅꯥ ꯆꯨꯝꯅꯥ ꯎꯈꯤ, ꯃꯔꯝ ꯑꯗꯨꯅ ꯃꯍꯥꯛ ꯇꯨꯝꯃꯤ꯫ ꯎꯆꯦꯛꯁꯤꯡꯅꯥ ꯀꯣꯇꯦꯖꯗ ꯍꯜꯂꯛꯄꯥ ꯃꯇꯝꯗ ꯃꯈꯣꯏꯅ ꯃꯤꯑꯣꯏ ꯑꯗꯨꯕꯨ ꯈꯪꯗꯣꯛꯏ ꯑꯃꯁꯨꯡ ꯃꯍꯥꯛꯄꯨ ꯋꯥꯈꯜ ꯇꯥꯍꯜꯂꯤ꯫ ꯒꯣꯜꯗꯤꯂꯣꯛꯁꯅꯥ ꯌꯥꯝꯅ ꯂꯥꯡꯇꯛꯅꯩ, ꯃꯍꯥꯛ ꯐꯃꯨꯡꯗꯒꯤ ꯂꯥꯞꯊꯣꯛꯅ ꯂꯩꯔꯒ ꯀꯣꯇꯦꯖꯗꯒꯤ ꯂꯥꯞꯊꯣꯛꯅꯥ ꯂꯩ, ꯀꯩꯗꯧꯉꯩꯗꯁꯨ ꯍꯜꯂꯛꯂꯣꯏ꯫ ꯋꯥꯔꯤꯃꯆꯥ ꯑꯁꯤꯒꯤ ꯃꯣꯔꯦꯜ ꯑꯁꯤ ꯑꯌꯥꯝꯕꯅꯥ ꯏꯀꯥꯏ ꯈꯨꯝꯅꯗꯕꯥ ꯅꯠꯇꯔꯒ ꯏꯆꯝ ꯆꯝꯕ ꯑꯣꯏꯕꯒꯤ ꯐꯜꯁꯤꯡꯗꯒꯤ ꯆꯦꯛꯁꯤꯟꯋꯥ ꯍꯥꯏꯅ ꯂꯧꯅꯩ꯫